ꯑꯄꯤꯕꯥ ꯃꯤꯑꯣꯏ ꯑꯃꯒꯤ ꯃꯤꯠꯌꯦꯡꯗꯒꯤ ꯑꯄꯤꯕꯥ ꯄꯦꯔꯥꯒ꯭ꯔꯥꯐ ꯑꯗꯨ ꯁꯝꯖꯤꯟꯅꯧ꯫ ꯑꯅꯥꯕꯅꯥ ꯑꯣꯐꯤꯁꯇꯥ ꯇꯣꯏꯅꯥ ꯌꯧꯔꯛꯈꯤ꯫ ꯍꯔꯤꯁ ꯍꯥꯟꯅꯗꯒꯤ ꯂꯩꯔꯛꯂꯕ ꯎꯕꯗ ꯃꯍꯥꯛ ꯑꯉꯛꯄꯥ ꯐꯥꯎꯈꯤ꯫ ꯑꯅꯥꯕꯀꯤ ꯃꯤꯠꯌꯦꯡꯗꯒꯤ: ꯑꯩꯍꯥꯛ ꯑꯣꯐꯤꯁꯇꯥ ꯇꯣꯏꯅ ꯌꯧꯔꯛꯈꯤ ꯑꯃꯁꯨꯡ ꯍꯔꯤꯁ ꯍꯥꯟꯅꯗꯒꯤ ꯂꯩꯔꯛꯄꯥ ꯎꯕꯗꯥ ꯑꯉꯛꯄꯥ ꯐꯥꯎꯈꯤ꯫ ꯋꯥꯍꯩ ꯑꯃꯥ ꯄꯤꯔꯕꯗꯤ, ꯃꯑꯣꯡ ꯆꯨꯝꯅꯥ ꯒ꯭ꯔꯥꯃꯥꯔ ꯁꯤꯖꯤꯟꯅꯗꯨꯅꯥ ꯋꯥꯍꯩ ꯑꯗꯨꯒꯤ ꯂꯝꯕꯤ ꯍꯟꯊꯍꯟꯒꯗꯕꯅꯤ꯫ ꯃꯍꯥꯛ ꯃꯃꯥꯡꯗ ꯀꯩꯗꯧꯅꯨꯡꯗ ꯆꯠꯈꯤꯗꯕ ꯁ꯭ꯇꯣꯔ ꯑꯗꯨꯗꯥ ꯆꯠꯈꯤ꯫ ꯃꯍꯥꯛ ꯑꯍꯥꯟꯕ ꯑꯣꯏꯅꯥ ꯁ꯭ꯇꯣꯔ ꯑꯗꯨꯗ ꯆꯠꯈꯤ꯫ ꯖꯨꯄꯤꯇꯥꯔꯒꯤ ꯀꯝꯄꯣꯖꯤꯁꯟ ꯑꯗꯨ ꯐꯣꯡꯗꯣꯛꯄꯤꯌꯨ꯫ ꯖꯨꯄꯤꯇꯥꯔ ꯑꯁꯤ ꯃꯔꯨ ꯑꯣꯏꯅ ꯍꯥꯏꯗ꯭ꯔꯣꯖꯦꯟ ꯑꯃꯁꯨꯡ ꯍꯤꯂꯤꯌꯝ ꯒ꯭ꯌꯥꯁꯅ ꯁꯦꯝꯕꯅꯤ, ꯃꯁꯤꯅ ꯄ꯭ꯂꯥꯅꯦꯠ ꯑꯁꯤꯒꯤ ꯑꯦꯠꯃꯣꯁ꯭ꯐꯤꯌꯔꯒꯤ ꯆꯥꯎꯔꯥꯛꯅꯥ ꯃꯧꯗꯔꯥ ꯆꯥꯡ ꯑꯃꯁꯨꯡ ꯇꯔꯥ ꯆꯥꯡ ꯑꯣꯏꯔꯤ꯫ ꯂꯦꯝꯍꯧꯔꯤꯕꯥ ꯁꯤꯅ‌ꯣ ꯑꯃꯥ ꯆꯥꯡ ꯑꯁꯤ ꯃꯤꯊꯦꯟ, ꯑꯦꯃꯣꯅꯤꯌꯥ, ꯋꯥꯇꯔ ꯚꯦꯄꯣꯔ ꯑꯃꯁꯨꯡ ꯍꯥꯏꯗ꯭ꯔꯣꯖꯦꯟ ꯁꯜꯐꯥꯏꯗꯒꯨꯝꯕꯥ ꯑꯇꯣꯞꯄꯥ ꯒ꯭ꯌꯥꯁꯀꯤ ꯇ꯭ꯔꯦꯁꯁꯤꯡꯅꯥ ꯁꯦꯝꯕꯅꯤ꯫ ꯑꯇꯣꯞꯄꯥ ꯃꯔꯨꯑꯣꯏꯕꯥ ꯀꯟꯁꯇꯤꯇꯌꯨꯑꯦꯟꯇ ꯑꯃꯗꯤ ꯃꯁꯤꯒꯤ ꯗꯦꯟꯁ ꯀꯣꯔ ꯑꯁꯤ ꯁꯤꯜ ꯑꯃꯁꯨꯡ ꯃꯦꯇꯥꯂꯤꯛ ꯍꯥꯏꯗ꯭ꯔꯣꯖꯦꯟꯅꯥ ꯁꯦꯝꯕꯅꯤ ꯍꯥꯏꯅ ꯊꯥꯖꯅꯔꯤ꯫ ꯖꯨꯄꯤꯇꯥꯔꯒꯤ ꯑꯦꯠꯃꯣꯁ꯭ꯐꯤꯌꯔꯗꯥ ꯇꯣꯉꯥꯟ ꯇꯣꯉꯥꯟꯕ ꯃꯆꯨꯒꯤ ꯕꯦꯟꯗ ꯀꯌꯥ ꯎꯕ ꯐꯪꯏ, ꯃꯗꯨꯒꯤ ꯃꯅꯨꯡꯗ ꯑꯉꯧꯕ, ꯑꯣꯔꯦꯟꯖ, ꯕ꯭ꯔꯥꯎꯟ ꯑꯃꯁꯨꯡ ꯔꯦꯗ ꯌꯥꯎꯔꯤ꯫ ꯍꯥꯏꯔꯤꯕ ꯕꯦꯟꯗꯁꯤꯡ ꯑꯁꯤ ꯑꯦꯠꯃꯣꯁ꯭ꯐꯤꯌꯔꯗꯥ ꯂꯩꯕꯥ ꯒ꯭ꯌꯥꯁꯀꯤ ꯋꯥꯡꯈꯠꯄ ꯑꯃꯁꯨꯡ ꯍꯟꯊꯔꯛꯄꯒꯤ ꯃꯑꯣꯡ-ꯃꯇꯧꯁꯤꯡꯅ ꯁꯦꯝꯕꯅꯤ, ꯃꯗꯨꯅ ꯃꯔꯝ ꯑꯣꯏꯗꯨꯅ ꯀ꯭ꯂꯥꯎꯗ ꯄꯦꯇꯔꯟꯁꯤꯡ ꯁꯦꯝꯒꯠꯂꯤ꯫ ꯃꯁꯤꯒꯤ ꯅꯣꯡꯂꯩ-ꯅꯨꯡꯁꯤꯠ ꯑꯁꯤ ꯆꯍꯤ ꯆꯥꯍꯨꯝ ꯍꯦꯟꯅ ꯖꯨꯄꯤꯇꯥꯔꯗ ꯎꯕꯥ ꯐꯪꯗꯨꯅꯥ ꯂꯥꯛꯂꯤ꯫ ꯄꯥꯎ ꯑꯃꯁꯨꯡ ꯑꯇꯣꯞꯄ ꯁꯣꯔꯁꯁꯤꯡꯅ ꯃꯥꯂꯦꯝ ꯁꯤꯟꯕ ꯊꯨꯡꯅ ꯗꯦꯃꯣꯀ꯭ꯔꯦꯁꯤꯒꯤ ꯃꯐꯝ ꯑꯃꯥ ꯃꯥꯡꯁꯤꯜꯂꯛꯂꯤ ꯍꯥꯏꯅ ꯂꯥꯎꯊꯣꯛꯇꯨꯅꯥ ꯂꯥꯛꯂꯤ꯫ ꯀ꯭ꯂꯦꯝ ꯑꯁꯤꯕꯨ ꯕꯦꯛ ꯇꯧꯅꯕ ꯍꯟꯗꯛꯀꯤ ꯊꯧꯗꯣꯛ ꯑꯃꯒꯤ ꯈꯨꯗꯝ ꯑꯃꯥ ꯄꯤꯌꯨ꯫ ꯃꯁꯤꯒꯤ ꯋꯥꯐꯝ ꯑꯁꯤꯕꯨ ꯁꯧꯒꯠꯂꯤꯕ ꯍꯟꯗꯛꯀꯤ ꯈꯨꯗꯝ ꯑꯃꯗꯤ ꯍꯣꯡꯀꯣꯡꯗꯥ ꯊꯣꯛꯈꯤꯕꯥ ꯊꯧꯗꯣꯛꯁꯤꯡꯅꯤ꯫ ꯑꯃꯁꯨꯡ ꯏꯪ ꯂꯤꯁꯤꯡ ꯑꯅꯤꯒ ꯀꯨꯟꯗꯥ ꯆꯥꯏꯅꯥ ꯁꯔꯀꯥꯔꯅ ꯍꯣꯡꯀꯣꯡꯗ ꯄ꯭ꯔꯣꯗꯦꯃꯣꯀꯔꯦꯁꯤꯒꯤ ꯊꯧꯗꯣꯛꯁꯤꯡ ꯊꯤꯡꯅꯕꯥ ꯅꯦꯁ꯭ꯅꯦꯜ ꯁꯦꯀ꯭ꯌꯨꯔꯤꯇꯤꯒꯤ ꯑꯥꯏꯟ ꯑꯃꯥ ꯊꯝꯈꯤ, ꯃꯁꯤꯅ ꯃꯇꯝ ꯑꯃꯗ ꯂꯝꯗꯝ ꯑꯁꯤꯅ ꯐꯪꯂꯝꯕ ꯅꯤꯡꯇꯝꯕ ꯑꯃꯁꯨꯡ ꯑꯣꯇꯣꯅꯣꯃꯤ ꯑꯗꯨ ꯏꯐꯦꯛꯇꯤꯕ ꯑꯣꯏꯅ ꯍꯟꯊꯍꯟꯈꯤ꯫ ꯍꯣꯡꯀꯣꯡꯗꯥ ꯍꯦꯟꯅꯥ ꯀꯟꯇꯔꯣꯜ ꯇꯧꯅꯕ ꯕꯦꯏꯖꯤꯡꯅ ꯂꯧꯈꯠꯂꯤꯕ ꯈꯣꯡꯊꯥꯡ ꯑꯁꯤꯅ ꯃꯤꯑꯣꯏꯕꯒꯤ ꯍꯛꯁꯤꯡꯒꯤ ꯑꯦꯗꯣꯕꯣꯛꯇꯔꯁꯤꯡ ꯑꯃꯁꯨꯡ ꯏꯟꯇꯔꯅꯦꯁ꯭ꯅꯦꯜ ꯂꯨꯆꯤꯡꯕꯁꯤꯡꯅ ꯂꯝꯗꯝ ꯑꯁꯤꯗ ꯒꯅꯇꯟꯇꯔ ꯁꯣꯛꯍꯜꯂꯤ ꯍꯥꯏꯅꯥ ꯋꯥꯈꯜ ꯋꯥꯕ ꯊꯣꯛꯍꯜꯂꯦ꯫ ꯍꯣꯡꯀꯣꯡꯒꯤ ꯋꯥ ꯉꯥꯡꯕꯥ ꯃꯤꯗꯤꯌꯥ, ꯃꯅꯤꯡꯇꯝꯕ ꯖꯨꯗꯤꯁꯤꯌꯔꯤ ꯑꯃꯁꯨꯡ ꯁꯤꯚꯤꯜ ꯂꯤꯕꯔꯇꯤꯁꯤꯡ ꯑꯁꯤ ꯕꯦꯏꯖꯤꯡꯅ ꯁꯍꯔ ꯑꯁꯤꯒꯤ ꯃꯇꯥꯡꯗ ꯃꯈꯣꯏꯒꯤ ꯒ꯭ꯔꯤꯞ ꯑꯁꯤ ꯍꯦꯟꯅꯥ ꯀꯟꯈꯠꯂꯛꯄꯗꯒꯤ ꯍꯦꯟꯅ ꯈꯨꯗꯣꯡꯊꯤꯅꯤꯡꯉꯥꯏ ꯑꯣꯏꯔꯛꯂꯤ ꯍꯥꯏꯅꯥ ꯑꯀꯤꯕꯥ ꯄꯣꯛꯏ꯫